(ꯑꯥꯏ. ꯑꯦꯁ. ꯀꯤꯎ) ꯃꯦꯁꯤꯟꯁꯤꯡ ꯑꯁꯤ ꯂꯥꯛꯀꯗꯧꯔꯤꯕ ꯃꯇꯝꯗ ꯊꯣꯏꯗꯣꯛꯄ ꯃꯑꯣꯡꯗ ꯁꯤꯖꯤꯟꯅꯕ ꯌꯥꯏ, ꯑꯗꯨꯕꯨ ꯀ꯭ꯋꯥꯟꯇꯝ ꯒꯦꯠꯁꯤꯡꯗ ꯂꯩꯕ ꯅꯨꯡꯁꯥ ꯑꯁꯤꯅ ꯃꯈꯣꯏꯒꯤ ꯊꯥꯖꯕ ꯌꯥꯕ ꯑꯗꯨ ꯍꯟꯊꯍꯜꯂꯤ꯫ꯍꯔꯕꯔ꯭ꯗ ꯌꯨꯅꯤꯚꯔꯁꯤꯇꯤꯒꯤ ꯁꯥꯏꯟꯇꯤꯁꯁꯤꯡꯅ ꯑꯇꯣꯞꯄ ꯄꯥꯝꯕꯩꯁꯤꯡꯗꯒꯤ ꯍꯦꯟꯅ ꯐꯖꯅ ꯑꯔꯣꯁ ꯑꯔꯣꯔꯁ ꯁꯦꯝꯗꯣꯛꯄ "ꯀ꯭ꯋꯥꯟꯇꯝ ꯁꯔꯀ꯭ꯌꯨꯠꯁꯤꯡ" ꯑꯁꯤ ꯃꯥꯏ ꯄꯥꯛꯅ ꯁꯦꯝꯈꯤ, ꯃꯁꯤꯅ ꯄ꯭ꯔꯦꯛꯇꯤꯀꯦꯜ ꯀ꯭ꯋꯥꯟꯇꯝ ꯀꯝꯄ꯭ꯌꯨꯇꯔꯁꯤꯡꯗ ꯑꯆꯧꯕ ꯑꯋꯥꯠꯄ ꯑꯃ ꯑꯣꯏꯕ ꯌꯥꯕ ꯃꯥꯑꯣꯡ ꯌꯥꯕꯥ ꯃꯑꯣꯡꯗ ꯂꯧꯊꯣꯛꯈꯤꯕ ꯌꯥꯏ꯫ ꯍꯔꯕꯔ꯭ꯗ ꯔꯤꯁꯔ꯭ꯆ ꯇꯤꯝ ꯑꯁꯤ ꯑꯦꯝ. ꯑꯥꯏ. ꯇꯤ., ꯀꯤꯎꯏꯔꯥ ꯀꯝꯄ꯭ꯌꯨꯇꯤꯡ, ꯀꯦꯜꯇꯦꯛ, ꯑꯃꯁꯨꯡ ꯄ꯭ꯔꯤꯟꯁꯇꯟ ꯌꯨꯅꯤꯚꯔꯁꯤꯇꯤꯅ ꯃꯇꯦꯡ ꯄꯥꯡꯈꯤ ꯑꯃꯁꯨꯡ ꯗꯥꯔꯄꯥ ꯑꯣꯠ ꯑꯣꯞꯇꯤꯃꯥꯏꯖꯦꯁꯟ ꯌꯤꯏꯠ ꯅꯣꯏꯁꯤ ꯏꯟꯃꯤꯗꯤꯌꯦꯇꯦꯗ-ꯁ꯭ꯀꯦꯜ ꯀ꯭ꯋꯥꯟꯇꯝ ꯗꯤꯚꯥꯏꯁꯁ (ꯑꯣ. ꯑꯦꯟ. ꯑꯥꯏ. ꯑꯦꯁ. ꯀꯤꯎ) ꯄ꯭ꯔꯣꯒ꯭ꯔꯥꯝ ꯅ ꯁꯦꯜ ꯊꯥꯗꯈꯤ꯫ ꯀꯣꯂꯣꯏꯗꯦꯜ ꯀ꯭ꯋꯥꯟꯇꯝ ꯏꯂꯤꯛꯁꯤꯡ ꯑꯁꯤ ꯌꯨ. ꯚꯤ. ꯃꯩ ꯑꯃꯒ ꯂꯣꯏꯅꯅ ꯀꯥꯞꯊꯣꯛꯏ꯫ ꯇꯣꯉꯥꯟ-ꯇꯣꯉꯥꯟꯕ ꯃꯑꯣꯡꯒꯤ ꯀ꯭ꯋꯥꯟꯇꯝ ꯏꯂꯤꯛꯁꯤꯡꯅ ꯀ꯭ꯋꯥꯟꯇꯝ ꯁꯨꯡꯖꯤꯟꯂꯒ ꯂꯩꯕꯅ ꯃꯔꯝ ꯑꯣꯏꯗꯨꯅ ꯇꯣꯉꯥꯟ-ꯇꯣꯉꯥꯟꯕ ꯃꯆꯨꯁꯤꯡꯒꯤ ꯃꯩ ꯊꯥꯗꯣꯛꯏ꯫ ꯀ꯭ꯋꯥꯟꯇꯝ ꯏꯂꯤꯛꯁꯤꯡ (ꯀ꯭ꯌꯨ. ꯗꯤ. ꯑꯦꯁ.) ꯅꯠꯇ꯭ꯔꯒ ꯁꯦꯃꯤꯀꯟꯗꯛꯇꯔ ꯅꯦꯅꯣꯀ꯭ꯔꯤꯁꯇꯜꯁꯤꯡ ꯑꯁꯤ ꯀ꯭ꯋꯥꯟꯇꯝ ꯃꯦꯀꯥꯅꯤꯀꯦꯜ ꯏꯐꯦꯛꯁꯤꯡ ꯈꯨꯠꯊꯥꯡꯗ ꯑꯆꯧꯕ ꯄꯥꯔꯇꯤꯀꯜꯁꯤꯡꯗꯒꯤ ꯈꯦꯠꯅꯔꯤꯕ ꯑꯣꯞꯇꯤꯀꯦꯜ ꯑꯃꯁꯨꯡ ꯏꯂꯦꯛꯇ꯭ꯔꯣꯅꯤꯛ ꯑꯣꯏꯕ ꯃꯇꯤꯛꯁꯤꯡꯒ ꯂꯣꯏꯅꯅ ꯅꯦꯅꯣꯃꯤꯇꯔ ꯈꯔ ꯆꯥꯎꯕ ꯁꯦꯃꯤꯀꯟꯗꯛꯇꯔ ꯄꯥꯔꯇꯤꯀꯜꯁꯤꯡꯅꯤ꯫ ꯃꯈꯣꯏꯁꯤꯡ ꯑꯁꯤ ꯅꯦꯅꯣ ꯇꯦꯛꯅꯣꯂꯣꯖꯤ ꯑꯃꯁꯨꯡ ꯃꯦꯇ꯭ꯔꯤꯌꯦꯜꯁ ꯁꯥꯏꯟ꯭ꯁꯇ ꯃꯔꯨ ꯑꯣꯏꯕ ꯍꯤꯔꯝ ꯑꯃꯅꯤ꯫ ꯀ꯭ꯋꯥꯟꯇꯝ ꯏꯂꯤꯛ ꯑꯃ ꯌꯨ. ꯚꯤ. ꯃꯩꯉꯥꯜꯅ ꯃꯩ ꯊꯥꯔꯛꯄ ꯃꯇꯝꯗ, ꯀ꯭ꯋꯥꯟꯇꯝ ꯏꯂꯤꯛꯇ ꯂꯩꯕ ꯏꯂꯦꯛꯇ꯭ꯔꯣꯟ ꯑꯃ ꯑꯋꯥꯡꯕ ꯏꯅꯔꯖꯤꯒꯤ ꯐꯤꯚꯝ ꯑꯃꯗ ꯊꯥꯒꯠꯄ ꯌꯥꯏ꯫ ꯁꯦꯃꯤꯀꯣꯟꯗꯛꯇꯤꯡ ꯀ꯭ꯋꯥꯟꯇꯝ ꯏꯂꯤꯛ ꯑꯃꯒꯤ ꯃꯇꯥꯡꯗ, ꯊꯧꯑꯣꯡ ꯑꯁꯤ ꯚꯦꯂꯦꯟꯁ ꯕꯦꯟꯗꯇꯒꯤ ꯀꯟꯗꯛꯁꯟ ꯕꯦꯟꯗꯗ ꯏꯂꯦꯛꯇ꯭ꯔꯣꯟ ꯑꯃ ꯍꯣꯡꯂꯛꯄꯒ ꯃꯔꯤ ꯂꯩꯅꯩ꯫ ꯅꯨꯉꯥꯏꯕ ꯃꯐꯝꯗ ꯂꯩꯕ ꯏꯂꯦꯛꯇ꯭ꯔꯣꯟ ꯑꯁꯤꯅ ꯃꯁꯤꯒꯤ ꯃꯩ ꯑꯗꯨ ꯃꯩ ꯑꯣꯏꯅ ꯊꯥꯗꯣꯛꯇꯨꯅ ꯚꯦꯂꯦꯟꯁ ꯕꯦꯟꯗ ꯑꯃꯨꯛ ꯍꯟꯅ ꯇꯥꯔꯛꯄ ꯌꯥꯏ꯫ ꯃꯁꯤꯒꯤ ꯃꯩꯒꯤ ꯏꯃꯤꯁꯟ (ꯐꯣꯇꯣꯂꯣꯂꯤꯃꯤꯅꯦꯁꯦꯟꯁ) ꯑꯁꯤ ꯌꯦꯠ ꯊꯪꯕ ꯁꯔꯨꯛꯇ ꯂꯩꯕ ꯃꯃꯤ ꯑꯗꯨꯗ ꯎꯠꯂꯤ꯫ ꯃꯩ ꯑꯗꯨꯒꯤ ꯃꯆꯨ ꯑꯁꯤ ꯀꯟꯗꯛꯁꯟ ꯕꯦꯟꯗ ꯑꯃꯁꯨꯡ ꯚꯦꯂꯦꯟꯁ ꯕꯦꯟꯗ ꯂꯩꯕ ꯀ꯭ꯋꯥꯟꯇꯝ ꯏꯂꯤꯛꯀꯤ ꯗꯤꯁ꯭ꯀ꯭ꯔꯤꯠ ꯏꯅꯔꯖꯤ ꯂꯦꯕꯦꯜꯁꯤꯡꯒꯤ ꯃꯔꯛꯇ ꯂꯩꯕ ꯏꯅꯔꯖꯤ ꯗꯤꯐꯔꯦꯟꯁ ꯑꯗꯨꯒꯤ ꯃꯈꯥ ꯄꯣꯜꯂꯤ꯫ ꯑꯇꯣꯞꯄ ꯋꯥꯍꯩꯗ ꯍꯥꯏꯔꯕꯗꯤ, ꯀ꯭ꯋꯥꯟꯇꯝ ꯏꯂꯤꯛ ꯑꯁꯤ ꯁꯦꯃꯤꯀꯟꯗꯛꯇꯔ ꯑꯃꯗ ꯂꯩꯕ ꯏꯂꯦꯛꯇ꯭ꯔꯣꯟꯁꯤꯡꯕꯨ ꯗꯥꯏꯃꯦꯟꯁꯟ ꯑꯍꯨꯝꯗ ꯊꯤꯡꯕ ꯉꯝꯕ, ꯗꯤꯁꯀ꯭ꯔꯤꯠ ꯏꯅꯔꯖꯤꯒꯤ ꯊꯥꯛꯁꯤꯡ ꯁꯟꯗꯣꯛꯅ ꯇꯥꯛꯄꯒꯤ ꯉꯝꯕꯒꯤ ꯃꯇꯤꯛ ꯂꯩꯕ ꯁꯇ꯭ꯔꯛꯆꯔ ꯑꯃ ꯑꯣꯏꯅ ꯁꯟꯗꯣꯛꯅ ꯇꯥꯛꯄ ꯌꯥꯏ꯫ ꯀ꯭ꯋꯥꯟꯇꯝ ꯗꯣꯠꯁꯤꯡ ꯑꯁꯤ ꯑꯄꯤꯛꯄ ꯀ꯭ꯔꯤꯁꯇꯦꯜꯁꯤꯡꯅꯤ, ꯃꯈꯣꯏꯁꯤꯡ ꯑꯁꯤꯅ ꯇꯣꯉꯥꯟ-ꯇꯣꯉꯥꯟꯕ ꯑꯦꯇꯣꯝꯁꯤꯡ ꯑꯣꯏꯅ ꯃꯊꯧ ꯇꯧꯕ ꯉꯝꯃꯤ, ꯑꯃꯁꯨꯡ ꯃꯈꯣꯏꯒꯤ ꯃꯒꯨꯟꯁꯤꯡ ꯑꯗꯨ ꯁꯦꯝꯗꯣꯛ-ꯁꯥꯖꯤꯟ ꯇꯧꯕ ꯌꯥꯏ꯫ ꯁꯦꯃꯤꯀꯟꯗꯛꯇꯔꯒꯤ ꯃꯇꯤꯛ ꯂꯩꯕ ꯅꯦꯅꯣꯁ꯭ꯀꯦꯜꯒꯤ ꯃꯆꯥꯛꯁꯤꯡ ꯏꯂꯦꯛꯇ꯭ꯔꯣꯟ ꯅꯠꯇ꯭ꯔꯒ ꯏꯂꯦꯛꯇ꯭ꯔꯣꯟꯒꯤ ꯑꯍꯣꯕꯁꯤꯡ ꯑꯗꯨ ꯀꯟꯅ ꯀꯣꯟꯁꯤꯜꯂꯤ꯫ ꯐꯥꯖꯤꯟꯗꯨꯅ ꯊꯝꯕ ꯑꯁꯤ ꯕꯣꯛꯁꯀꯤ ꯃꯣꯗꯦꯜ ꯑꯃꯗ ꯂꯩꯕ ꯁꯔꯨꯛ ꯑꯍꯨꯝꯒ ꯃꯥꯟꯅꯩ꯫ ꯀ꯭ꯋꯥꯟꯇꯝ ꯏꯂꯤꯛ ꯂꯧꯁꯤꯟꯕ ꯑꯃꯁꯨꯡ ꯏꯃꯤꯁꯟ ꯐꯤꯆꯔꯁꯤꯡ ꯑꯁꯤ ꯑꯦꯇꯣꯃꯤꯛ ꯁ꯭ꯄꯦꯛꯇ꯭ꯔꯥꯒꯤ ꯈꯨꯗꯝ ꯑꯣꯏꯍꯜꯂꯤꯕ ꯕꯣꯛꯁꯇ ꯂꯩꯕ ꯗꯤꯁꯀ꯭ꯔꯤꯠ ꯀ꯭ꯋꯥꯟꯇꯝ ꯃꯦꯀꯥꯅꯤꯀꯦꯜ ꯑꯣꯏꯅ ꯌꯥꯔꯕ ꯏꯅꯔꯖꯤ ꯂꯦꯕꯦꯜꯁꯤꯡꯒꯤ ꯃꯔꯛꯇ ꯍꯣꯡꯂꯛꯄꯁꯤꯡꯒ ꯃꯔꯤ ꯂꯩꯅꯩ꯫ ꯃꯔꯝꯁꯤꯡ ꯑꯁꯤꯒꯤꯗꯃꯛꯇ, ꯀ꯭ꯋꯥꯟꯇꯝ ꯗꯣꯠꯁꯤꯡ ꯑꯁꯤ ꯀꯔꯤꯒꯨꯝꯕ ꯃꯇꯝꯗ ꯈꯨꯠꯅꯥꯏꯕ ꯑꯦꯇꯣꯝꯁꯤꯡ ꯍꯥꯏꯅ ꯈꯪꯅꯩ, ꯃꯁꯤꯅ ꯃꯍꯧꯁꯥꯒꯤ ꯑꯣꯏꯅ ꯊꯣꯛꯄ ꯑꯦꯇꯣꯝ ꯅꯠꯇ꯭ꯔꯒ ꯃꯣꯂꯤꯀꯨꯜꯁꯤꯡꯒꯨꯝꯕ ꯃꯈꯣꯏꯒꯤ ꯃꯔꯤ ꯂꯩꯅꯕ ꯑꯃꯁꯨꯡ ꯇꯣꯈꯥꯏꯅ ꯂꯩꯕ ꯏꯂꯦꯛꯇ꯭ꯔꯣꯅꯤꯛ ꯐꯤꯚꯝꯁꯤꯡꯗ ꯍꯦꯟꯅ ꯃꯔꯨ ꯑꯣꯏ꯫ ꯀ꯭ꯋꯥꯟꯇꯝ ꯏꯂꯤꯛꯁꯤꯡꯗ ꯏꯂꯦꯛꯇ꯭ꯔꯣꯅꯤꯛ ꯋꯦꯕ ꯐꯡꯁꯟꯁꯤꯡ ꯑꯁꯤ ꯑꯁꯦꯡꯕ ꯑꯦꯇꯣꯝꯁꯤꯡꯗ ꯂꯩꯕꯁꯤꯡꯒ ꯃꯥꯟꯅꯩ ꯍꯥꯏꯅ ꯎꯠꯈꯤ꯫ ꯀ꯭ꯋꯥꯟꯇꯝ ꯏꯂꯤꯛꯁꯤꯡꯗ ꯕꯜꯛ ꯁꯦꯃꯤꯀꯟꯗꯛꯇꯔꯁꯤꯡ ꯑꯃꯁꯨꯡ ꯗꯤꯁ꯭ꯀ꯭ꯔꯤꯠ ꯑꯦꯇꯣꯝꯁꯤꯡ ꯅꯠꯇ꯭ꯔꯒ ꯃꯣꯂꯤꯀꯨꯜꯁꯤꯡꯒꯤ ꯃꯔꯛꯇ ꯂꯩꯕ ꯃꯔꯛ-ꯃꯔꯛꯇ ꯂꯩꯕ ꯃꯒꯨꯟꯁꯤꯡ ꯂꯩ꯫ ꯃꯈꯣꯏꯒꯤ ꯑꯣꯞꯇꯣꯂꯦꯛꯇ꯭ꯔꯣꯅꯤꯛ ꯑꯣꯏꯕ ꯃꯇꯤꯛꯁꯤꯡ ꯑꯁꯤ ꯃꯑꯣꯡ ꯑꯃꯁꯨꯡ ꯃꯑꯣꯡ ꯑꯅꯤꯃꯛꯀꯤ ꯃꯊꯧ ꯑꯃ ꯑꯣꯏꯅ ꯍꯣꯡꯂꯛꯏ꯫